ꯃꯥꯔꯀꯦꯇꯤꯡ ꯄ꯭ꯂꯥꯟ ꯑꯃꯒꯤ ꯃꯔꯨꯑꯣꯏꯕ ꯀꯝꯄꯣꯅꯦꯟꯠꯁꯤꯡ ꯑꯗꯨ ꯈꯪꯗꯣꯛꯎ꯫ ꯃꯥꯔꯀꯦꯇꯤꯡ ꯄ꯭ꯂꯥꯟ ꯍꯥꯏꯕꯁꯤ ꯕꯤꯖꯤꯅꯦꯁ ꯑꯃꯒꯤ ꯃꯥꯔꯀꯦꯇꯤꯡꯒꯤ ꯄꯥꯟꯗꯝꯁꯤꯡ, ꯁ꯭ꯠꯔꯥꯇꯦꯖꯤꯁꯤꯡ ꯑꯃꯁꯨꯡ ꯇꯥꯛꯄꯤ-ꯇꯝꯕꯤꯕꯒꯤ ꯃꯑꯣꯡ-ꯃꯇꯧꯁꯤꯡ ꯐꯣꯡꯗꯣꯛꯂꯤꯕ ꯑꯄꯨꯟꯕ ꯗꯣꯛꯌꯨꯃꯦꯟꯇ ꯑꯃꯅꯤ꯫ ꯃꯁꯤꯅꯥ ꯃꯁꯤꯒꯤ ꯄꯣꯠꯊꯣꯛꯁꯤꯡ ꯅꯠꯇ꯭ꯔꯒ ꯁꯔꯚꯤꯁꯁꯤꯡ ꯑꯁꯤ ꯄ꯭ꯔꯃꯣꯠ ꯇꯧꯅꯕ ꯑꯃꯁꯨꯡ ꯃꯁꯤꯒꯤ ꯄꯥꯟꯗꯝꯁꯤꯡ ꯐꯪꯅꯕ ꯄꯥꯟꯗꯝ ꯊꯝꯂꯤ꯫ ꯃꯈꯥꯗꯥ ꯄꯤꯔꯤꯕ ꯑꯁꯤ ꯃꯥꯔꯀꯦꯇꯤꯡ ꯄ꯭ꯂꯥꯟ ꯑꯃꯒꯤ ꯃꯔꯨꯑꯣꯏꯕ ꯀꯝꯄꯣꯅꯦꯟꯇꯁꯤꯡꯅꯤ ꯑꯦꯛꯖꯤꯛꯌꯨꯇꯤꯚ ꯁꯣꯃꯥꯔꯤ ꯃꯁꯤ ꯃꯥꯔꯀꯦꯇꯤꯡ ꯄ꯭ꯂꯥꯟ ꯄꯨꯝꯅꯃꯛꯀꯤ ꯑꯣꯚꯔꯚꯤꯌꯨ ꯑꯃꯅꯤ, ꯃꯔꯨꯑꯣꯏꯕ ꯄꯣꯏꯟꯇꯁꯤꯡ ꯑꯗꯨ ꯁꯝꯖꯤꯟꯅꯗꯨꯅ ꯑꯃꯁꯨꯡ ꯄ꯭ꯔꯄꯣꯖ ꯇꯧꯔꯤꯕ ꯃꯥꯔꯀꯦꯇꯤꯡ ꯁ꯭ꯠꯔꯥꯇꯦꯖꯤꯁꯤꯡ ꯑꯃꯁꯨꯡ ꯇꯦꯛꯅꯤꯛꯁꯤꯡꯒꯤ ꯖꯦꯅꯦꯔꯦꯜ ꯄꯤꯛꯆꯔ ꯑꯃꯥ ꯄꯤꯔꯤ꯫ ꯃꯥꯔꯀꯦꯠ ꯑꯦꯅꯥꯂꯥꯏꯁꯤꯁ ꯀꯝꯄꯣꯅꯦꯟꯇ ꯑꯁꯤꯅꯥ ꯍꯧꯖꯤꯛ ꯂꯩꯔꯤꯕ ꯃꯥꯔꯀꯦꯠꯀꯤ ꯃꯇꯥꯡꯗ ꯀꯨꯞꯅꯥ ꯌꯦꯡꯁꯤꯟꯅꯕ ꯑꯃꯥ ꯌꯥꯎꯔꯤ, ꯃꯁꯤꯗꯥ ꯀꯁ꯭ꯇꯃꯔꯁꯤꯡꯒꯤ ꯃꯊꯧ ꯇꯥꯕꯁꯤꯡ, ꯇꯥꯔꯒꯦꯠ ꯃꯥꯔꯀꯦꯠꯁꯤꯡ, ꯏꯟꯗꯁ꯭ꯇꯔꯤꯒꯤ ꯇ꯭ꯔꯦꯟꯗꯁꯤꯡ, ꯑꯃꯁꯨꯡ ꯀꯝꯄꯤꯇꯤꯁꯟ ꯈꯪꯗꯣꯛꯄꯥ ꯌꯥꯎꯔꯤ꯫ ꯃꯥꯔꯀꯦꯇꯤꯡꯒꯤ ꯄꯥꯟꯗꯝꯁꯤꯡ ꯀꯝꯄꯦꯅꯤ ꯑꯁꯤꯅꯥ ꯃꯁꯤꯒꯤ ꯃꯥꯔꯀꯦꯇꯤꯡ ꯍꯣꯠꯅꯔꯤꯕꯁꯤꯡꯒꯤ ꯈꯨꯠꯊꯥꯡꯗꯥ ꯐꯪꯅꯕꯥ ꯄꯥꯟꯗꯝ ꯊꯝꯂꯤꯕꯥ ꯄꯥꯟꯗꯝꯁꯤꯡ ꯑꯃꯁꯨꯡ ꯄꯥꯟꯗꯝꯁꯤꯡꯒꯤ ꯃꯌꯦꯛ ꯁꯦꯡꯕꯥ ꯋꯥꯐꯝ ꯑꯃꯥ, ꯈꯨꯗꯝ ꯑꯣꯏꯅꯥ ꯕ꯭ꯔꯥꯟꯗ ꯑꯦꯋꯦꯌꯔꯅꯦꯁ ꯍꯦꯟꯒꯠꯍꯟꯅꯕꯥ, ꯂꯤꯗꯔꯁꯤꯡ ꯁꯦꯝꯒꯠꯄꯥ, ꯅꯠꯇ꯭ꯔꯒꯥ ꯌꯣꯟꯅꯕꯥ ꯍꯦꯟꯒꯠꯍꯟꯕꯥ꯫ ꯃꯥꯔꯀꯦꯇꯤꯡ ꯁ꯭ꯇꯔꯥꯇꯦꯖꯤꯁꯤꯡ ꯁꯦꯛꯁꯟ ꯑꯁꯤꯅꯥ ꯃꯥꯔꯀꯦꯇꯤꯡꯒꯤ ꯄꯥꯟꯗꯝꯁꯤꯡ ꯐꯪꯅꯕ ꯁꯤꯖꯤꯟꯅꯒꯗꯕꯥ ꯁ꯭ꯇꯔꯥꯇꯦꯖꯤꯁꯤꯡ, ꯍꯥꯏꯕꯗꯤ ꯀꯟꯇꯦꯟꯇ ꯃꯥꯔꯀꯦꯇꯤꯡ, ꯁꯣꯁꯤꯑꯦꯜ ꯃꯤꯗꯤꯌꯥ ꯃꯥꯔꯀꯦꯇꯤꯡ, ꯅꯠꯇ꯭ꯔꯒꯥ ꯁꯔꯆ ꯏꯟꯖꯤꯟ ꯑꯣꯞꯇꯤꯃꯥꯏꯖꯦꯁꯟ ꯑꯁꯤꯅꯆꯤꯡꯕꯥ ꯈꯪꯍꯜꯂꯤ꯫ ꯃꯥꯔꯀꯦꯇꯤꯡ ꯃꯤꯛꯁ ꯀꯝꯄꯣꯅꯦꯟꯇ ꯑꯁꯤꯅꯥ ꯃꯍꯧꯁꯥꯅꯥ ꯃꯔꯤꯄꯤꯁꯤꯡ ꯄ꯭ꯔꯗꯛꯇ, ꯃꯃꯜ, ꯄ꯭ꯔꯃꯣꯁꯟ, ꯑꯃꯁꯨꯡ ꯃꯐꯝ ꯍꯥꯏꯅꯥ ꯈꯪꯅꯕꯥ ꯃꯥꯔꯀꯦꯇꯤꯡ ꯃꯤꯛꯁ ꯑꯃꯁꯨꯡ ꯃꯈꯣꯏꯁꯤꯡ ꯑꯁꯤ ꯇꯥꯔꯒꯦꯠ ꯑꯣꯗꯤꯁꯟꯗꯥ ꯌꯧꯕ ꯑꯃꯁꯨꯡ ꯃꯥꯔꯀꯦꯇꯤꯡꯒꯤ ꯄꯥꯟꯗꯝꯁꯤꯡ ꯐꯪꯅꯕ ꯀꯔꯝꯅ ꯁꯤꯖꯤꯟꯅꯒꯅꯤ ꯍꯥꯏꯕꯒꯤ ꯃꯇꯥꯡꯗꯥ ꯑꯀꯨꯞꯄꯥ ꯃꯔꯣꯜ ꯄꯤꯔꯤ꯫ ꯃꯥꯔꯀꯦꯇꯤꯡ ꯕꯖꯦꯠ ꯃꯥꯔꯀꯦꯇꯤꯡ ꯄ꯭ꯂꯥꯅꯥꯟꯒꯤ ꯃꯔꯨꯑꯣꯏꯕ ꯀꯝꯄꯣꯅꯦꯟꯇ ꯑꯃꯗꯤ ꯇꯣꯉꯥꯟ ꯇꯣꯉꯥꯟꯕ ꯃꯥꯔꯀꯦꯇꯤꯡ ꯁ꯭ꯠꯥꯇꯔꯥꯇꯦꯖꯤ ꯑꯃꯁꯨꯡ ꯇꯥꯛꯄꯤ-ꯇꯝꯕꯤꯕꯁꯤꯡꯗꯥ ꯔꯤꯁꯣꯔꯁꯁꯤꯡ ꯑꯃꯁꯨꯡ ꯐꯥꯏꯅꯥꯟꯁꯁꯤꯡ ꯑꯦꯂꯣꯀꯦꯁꯟ ꯇꯧꯕꯅꯤ꯫ ꯑꯦꯛꯁꯟ ꯄ꯭ꯂꯥꯟ ꯃꯥꯔꯀꯦꯇꯤꯡ ꯁ꯭ꯇꯔꯥꯇꯦꯖꯤꯁꯤꯡ ꯏꯝꯞꯂꯤꯃꯦꯟꯇ ꯇꯧꯅꯕ ꯑꯃꯁꯨꯡ ꯃꯥꯔꯀꯦꯇꯤꯡꯒꯤ ꯄꯥꯟꯗꯝꯁꯤꯡ ꯐꯪꯅꯕ ꯃꯊꯧ ꯇꯥꯕ ꯑꯀꯛꯅꯕ ꯈꯣꯡꯊꯥꯡꯁꯤꯡ ꯑꯃꯁꯨꯡ ꯃꯇꯝ ꯂꯦꯞꯄꯒꯤ ꯃꯇꯥꯡꯗ ꯑꯀꯨꯞꯄꯥ ꯃꯔꯣꯜ ꯄꯤꯕ ꯄ꯭ꯂꯥꯟ ꯑꯃꯅꯤ꯫ ꯄꯔꯐꯣꯃꯦꯟꯁ ꯃꯦꯠꯔꯤꯛ ꯑꯃꯁꯨꯡ ꯏꯚꯥꯂꯨꯑꯦꯁꯟ ꯀꯝꯄꯣꯅꯦꯟꯇ ꯑꯁꯤꯅꯥ ꯃꯥꯔꯀꯦꯇꯤꯡ ꯁ꯭ꯇꯔꯥꯇꯦꯖꯤ ꯑꯃꯁꯨꯡ ꯇꯥꯛꯄꯤ ꯇꯝꯕꯤꯕꯒꯤ ꯃꯥꯏ ꯄꯥꯛꯄꯥ ꯏꯚꯥꯂꯨꯑꯦꯠ ꯇꯧꯅꯕ, ꯑꯃꯁꯨꯡ ꯃꯊꯧ ꯇꯥꯕ ꯑꯦꯗꯖꯁ꯭ꯇꯃꯦꯟꯠꯁꯤꯡ ꯇꯧꯅꯕ ꯁꯤꯖꯤꯟꯅꯒꯗꯕ ꯃꯔꯨꯑꯣꯏꯕ ꯄꯔꯐꯣꯃꯦꯟꯁ ꯏꯟꯗꯤꯀꯦꯇꯔꯁꯤꯡ ꯑꯃꯁꯨꯡ ꯃꯦꯠꯔꯤꯛꯁꯤꯡꯒꯤ ꯃꯇꯥꯡꯗ ꯐꯣꯡꯗꯣꯛꯂꯤ꯫